ꯑꯥꯏ ꯒꯤ ꯃꯇꯦꯡꯅ ꯃꯃꯥꯡꯗ ꯄꯨꯡ ꯀꯌꯥ ꯆꯪꯂꯝꯕ ꯊꯕꯛꯁꯤꯡ ꯍꯧꯖꯤꯛꯇꯤ ꯃꯤꯅꯤꯠ ꯈꯔꯅꯤꯗ ꯄꯥꯡꯊꯣꯛꯂꯦ ꯃꯁꯤꯅ ꯑꯗꯣꯝꯗ ꯄꯔꯁꯣꯅꯦꯜ ꯏꯟꯇꯔꯦꯁꯁꯤꯡ ꯄꯥꯡꯊꯣꯛꯅꯕ ꯍꯦꯟꯅ ꯑꯐꯕ ꯃꯇꯝ ꯐꯪꯍꯜꯂꯦ꯫ ꯅꯨꯃꯤꯗꯥꯡꯋꯥꯏꯔꯝꯗ ꯅꯍꯥꯛꯅ ꯊꯕꯛ ꯊꯧꯔꯝꯁꯤꯡ ꯄꯥꯡꯊꯣꯛꯅꯕ ꯆꯠꯂꯤ ꯑꯃꯁꯨꯡ ꯅꯍꯥꯛꯀꯤ ꯃꯁꯥꯅ ꯊꯧꯕ ꯒꯥꯔꯤ ꯑꯗꯨꯅ ꯅꯍꯥꯛꯄꯨ ꯅꯍꯥꯛꯀꯤ ꯄꯟꯊꯨꯡꯐꯝ ꯑꯗꯨꯗ ꯐꯦꯔꯤ ꯇꯧꯏ꯫ ꯑꯍꯣꯡꯕ ꯑꯦ ꯑꯥꯏ ꯑꯃꯁꯨꯡ ꯑꯣꯇꯣꯃꯦꯁꯟꯒ ꯂꯣꯏꯅꯅ ꯁꯣꯄꯤꯡ ꯑꯃꯁꯨꯡ ꯑꯇꯣꯞꯄ ꯊꯕꯛꯁꯤꯡ ꯌꯥꯝꯅ ꯊꯨꯅꯥ ꯑꯃꯁꯨꯡ ꯌꯥꯝꯅ ꯊꯨꯅꯥ ꯊꯣꯛꯏ ꯃꯁꯤꯅ ꯅꯍꯥꯛꯀꯤ ꯅꯨꯃꯤꯠꯀꯤ ꯑꯔꯣꯏꯕ ꯃꯇꯝ ꯑꯗꯨ ꯅꯨꯡꯉꯥꯏꯅ ꯂꯧꯅꯕꯒꯤ ꯃꯇꯝ ꯌꯥꯝꯅ ꯄꯤꯔꯤ꯫ ꯑꯗꯣꯝꯅ ꯅꯨꯃꯤꯗꯥꯡꯋꯥꯏꯔꯝ ꯑꯁꯤ ꯃꯔꯨꯞꯁꯤꯡ ꯑꯃꯁꯨꯡ ꯏꯃꯨꯡ ꯃꯅꯨꯡꯒ ꯂꯣꯏꯅꯅ ꯂꯦꯞꯂꯤ ꯌꯥꯎꯔꯝꯒꯗꯕꯗꯤ ꯚꯔꯆꯨꯑꯦꯜ ꯔꯤꯌꯦꯂꯤꯇꯤ ꯑꯦꯛꯁꯄꯔꯤꯌꯦꯟꯁꯁꯤꯡ ꯅꯠꯇ꯭ꯔꯒ ꯍꯧꯖꯤꯛ ꯐꯥꯎꯕ ꯁꯦꯝꯒꯠꯄ ꯉꯝꯗꯕ ꯑꯇꯣꯞꯄ ꯃꯈꯜꯒꯤ ꯅꯨꯡꯉꯥꯏꯕ ꯐꯣꯡꯗꯣꯛꯄꯒꯤ ꯃꯑꯣꯡꯁꯤꯡ ꯅꯨꯡꯉꯥꯏꯅ ꯂꯧꯕ ꯌꯥꯏ꯫ ꯑꯄꯨꯟꯕ ꯑꯣꯏꯅ ꯆꯍꯤ ꯇꯣꯏꯟꯇꯤ ꯐꯣꯔꯇꯤ ꯗ ꯃꯁꯛ ꯊꯣꯛꯄ ꯅꯨꯃꯤꯠ ꯑꯃꯗ ꯑꯩꯈꯣꯏꯒꯤ ꯄꯨꯟꯁꯤꯒꯤ ꯂꯝ ꯈꯨꯗꯤꯡꯃꯛꯇ ꯇꯦꯛꯅꯣꯂꯣꯖꯤꯕꯨ ꯌꯥꯝꯅ ꯊꯨꯅꯥ ꯌꯥꯎꯍꯟꯕ ꯌꯥꯎꯒꯅꯤ ꯃꯁꯤꯅ ꯃꯇꯝ ꯈꯔꯒꯤ ꯃꯅꯨꯡꯗ ꯍꯦꯟꯅ ꯐꯪꯍꯟꯕꯗ ꯃꯇꯦꯡ ꯄꯥꯡꯒꯅꯤ ꯑꯃꯁꯨꯡ ꯇꯁꯦꯡꯅ ꯃꯔꯨ ꯑꯣꯏꯕ ꯋꯥꯐꯝꯁꯤꯡ ꯑꯗꯨ ꯇꯨꯡ ꯏꯟꯅꯕ ꯑꯩꯈꯣꯏꯕꯨ ꯅꯤꯡꯇꯝꯅ ꯊꯝꯒꯅꯤ꯫ ꯃꯈꯥꯗ ꯄꯤꯔꯤꯕ ꯏꯟꯐꯣꯔꯃꯦꯁꯟ ꯑꯁꯤꯒꯤ ꯁꯣꯔꯁ ꯑꯗꯨ ꯄꯟꯕꯤꯌꯨ꯫ ꯑꯥꯔꯇꯤꯛ ꯑꯁꯤ ꯃꯥꯂꯦꯝꯒꯤ ꯆꯥꯡꯆꯠꯇꯒꯤ ꯑꯅꯤꯔꯛ ꯍꯦꯟꯅ ꯌꯥꯡꯅ ꯋꯥꯔꯃꯤꯡ ꯇꯧꯔꯤ꯫ ꯑꯩꯍꯥꯛꯅ ꯅꯨꯡꯉꯥꯏꯇꯕ ꯐꯥꯎꯏ ꯑꯗꯨꯕꯨ ꯑꯍꯦꯟꯕ ꯀꯟꯇꯦꯛꯁ ꯌꯥꯎꯗꯅ ꯏꯟꯐꯣꯔꯃꯦꯁꯟ ꯑꯗꯨꯒꯤ ꯑꯀꯛꯅꯕ ꯁꯣꯔꯁ ꯑꯗꯨꯗꯤ ꯄꯤꯕ ꯉꯝꯗꯦ꯫ ꯑꯔꯇꯤꯛ ꯑꯁꯤ ꯃꯥꯂꯦꯝꯒꯤ ꯆꯥꯡꯆꯠꯇꯒꯤ ꯑꯅꯤꯔꯛ ꯍꯦꯟꯅ ꯌꯥꯡꯅ ꯋꯥꯔꯃꯤꯡ ꯇꯧꯔꯤ ꯍꯥꯏꯕ ꯋꯥꯐꯝ ꯑꯁꯤ ꯄꯥꯛ ꯁꯟꯅ ꯔꯤꯄꯣꯔꯠ ꯇꯧꯔꯛꯄ ꯐꯤꯚꯝ ꯑꯃꯅꯤ ꯑꯃꯁꯨꯡ ꯁꯥꯏꯟꯇꯤꯐꯤꯛ ꯁꯇꯗꯤ ꯀꯌꯥ ꯑꯃꯁꯨꯡ ꯃꯤꯗꯤꯌꯥ ꯑꯥꯎꯠꯂꯦꯠꯁꯤꯡꯅ ꯔꯤꯐꯔꯦꯟꯁ ꯇꯧꯕ ꯊꯤꯖꯤꯟꯕꯒꯤ ꯊꯕꯛ ꯑꯃꯅꯤ꯫ ꯇꯣꯏꯟꯇꯤ ꯇꯣꯏꯟꯇꯤ ꯗꯒꯤ ꯅꯦꯁꯅꯦꯜ ꯑꯣꯁꯤꯟ ꯑꯃꯁꯨꯡ ꯑꯦꯠꯃꯣꯁꯐꯤꯌꯔ ꯑꯦꯠꯃꯤꯅꯤꯁꯇ꯭ꯔꯦꯁꯟꯒꯤ ꯑꯥꯔꯇꯤꯛ ꯔꯤꯄꯣꯔꯠ ꯀꯥꯔꯠꯀꯤ ꯃꯇꯨꯡ ꯏꯟꯅ ꯑꯥꯔꯇꯤꯛ ꯑꯁꯤ ꯃꯥꯂꯦꯝꯒꯤ ꯆꯥꯡꯆꯠꯀꯤ ꯆꯥꯡꯗꯒꯤ ꯆꯥꯎꯔꯥꯛꯅ ꯑꯅꯤꯔꯛ ꯍꯦꯟꯅ ꯋꯥꯡꯈꯠꯂꯛꯈꯤ꯫ ꯑꯗꯨꯕꯨ ꯑꯗꯣꯝꯅ ꯄꯤꯕꯤꯔꯛꯄ ꯑꯀꯛꯅꯕ ꯋꯥꯐꯝ ꯑꯗꯨꯒꯤ ꯁꯣꯔꯁ ꯅꯠꯇ꯭ꯔꯒ ꯀꯟꯇꯦꯛꯁ ꯑꯗꯨ ꯈꯪꯗꯅ ꯑꯩꯍꯥꯛꯅ ꯑꯀꯛꯅꯕ ꯁꯣꯔꯁ ꯑꯃ ꯄꯅꯕꯥ ꯉꯃꯗꯦ꯫